ꯑꯥꯔꯇꯤꯐꯤꯁꯤꯑꯦꯜ ꯅ꯭ꯌꯨꯔꯜ ꯅꯦꯠꯋꯥꯔꯛꯁꯤꯡꯒꯤ ꯃꯤꯌꯥꯝꯅ ꯄꯥꯝꯅꯕ ꯑꯦꯄ꯭ꯂꯤꯀꯦꯁꯟ ꯑꯃꯥ ꯔꯤꯁꯔꯆ ꯇꯧꯕ꯫ ꯑꯥꯔꯇꯤꯐꯤꯁꯤꯑꯦꯜ ꯅ꯭ꯌꯨꯔꯜ ꯅꯦꯠꯋꯥꯔꯛ (ꯑꯦ. ꯑꯦꯟ. ꯑꯦꯟ.)ꯒꯤ ꯃꯤꯌꯥꯝꯅ ꯄꯥꯝꯅꯕ ꯑꯦꯄ꯭ꯂꯤꯀꯦꯁꯟ ꯑꯃꯗꯤ ꯏꯃꯦꯖ ꯔꯤꯀꯣꯒꯅꯤꯁꯟ ꯑꯃꯁꯨꯡ ꯀ꯭ꯂꯥꯁꯤꯐꯤꯀꯦꯁꯟꯅꯤ꯫ ꯒꯨꯒꯜ, ꯐꯦꯁꯕꯨꯛ, ꯃꯥꯏꯀ꯭ꯔꯣꯁꯣꯐꯇꯒꯨꯝꯕ ꯀꯝꯄꯦꯅꯤꯁꯤꯡꯅ ꯃꯈꯣꯏꯒꯤ ꯄꯣꯠꯊꯣꯛꯁꯤꯡꯗ ꯏꯃꯦꯖ ꯔꯤꯀꯣꯒꯅꯤꯁꯟꯒꯤ ꯑꯆꯨꯝꯕꯥ ꯃꯑꯣꯡ ꯐꯒꯠꯍꯟꯅꯕ ꯑꯥꯔꯇꯤꯐꯤꯁꯤꯑꯦꯜ ꯅ꯭ꯌꯨꯔꯜ ꯅꯦꯠꯋꯥꯔꯛꯁꯤꯡ ꯁꯤꯖꯤꯟꯅꯗꯨꯅ ꯐꯣꯇꯣꯁꯤꯡꯗ ꯄꯣꯠꯁꯤꯡ ꯑꯃꯁꯨꯡ ꯃꯤꯑꯣꯏꯁꯤꯡ ꯈꯪꯗꯣꯛꯄ ꯑꯃꯁꯨꯡ ꯇꯦꯒ ꯇꯧꯕ ꯉꯝꯍꯜꯂꯤ꯫ ꯍꯥꯏꯔꯤꯕ ꯑꯥꯔꯇꯤꯐꯤꯁꯤꯑꯦꯜ ꯅ꯭ꯌꯨꯔꯜ ꯅꯦꯇꯋꯥꯔꯛꯁꯤꯡ ꯑꯁꯤ ꯃꯤꯑꯣꯏꯕꯒꯤ ꯕ꯭ꯔꯦꯟꯒꯨꯝꯅ ꯊꯕꯛ ꯇꯧꯅꯕ ꯁꯦꯝꯈꯤꯕꯅꯤ, ꯃꯁꯤꯗ ꯑꯃꯒ ꯑꯃꯒ ꯁꯝꯅꯔꯕ ꯅꯣꯗꯁꯤꯡꯒꯤ ꯂꯦꯌꯔꯁꯤꯡꯅꯥ ꯄꯨꯟꯅ ꯊꯕꯛ ꯇꯧꯃꯤꯟꯅꯗꯨꯅꯥ ꯁꯃꯁ꯭ꯌꯥꯁꯤꯡ ꯀꯣꯛꯍꯜꯂꯤ꯫ ꯅꯦꯇꯋꯥꯔꯛꯁꯤꯡ ꯑꯁꯤꯅ ꯈꯨꯗꯝ ꯑꯣꯏꯅ ꯇꯝꯃꯤ, ꯇꯣꯉꯥꯟ-ꯇꯣꯉꯥꯟꯕ ꯏꯟꯄꯨꯠꯁꯤꯡꯒꯤ ꯃꯔꯛꯇ ꯂꯩꯔꯤꯕ ꯃꯑꯣꯡꯁꯤꯡ ꯑꯃꯁꯨꯡ ꯃꯔꯤꯁꯤꯡ ꯈꯪꯗꯣꯛꯅꯕ ꯑꯆꯧꯕ ꯗꯦꯇꯥꯁꯤꯡ ꯑꯦꯅꯥꯂꯥꯏꯖ ꯇꯧꯏ꯫ ꯏꯃꯦꯖ ꯔꯤꯀꯣꯒꯅꯤꯁꯟꯒꯤ ꯑꯣꯏꯅꯗꯤ, ꯑꯀꯛꯅꯕ ꯄꯣꯠꯁꯛ ꯅꯠꯇ꯭ꯔꯒ ꯃꯤꯑꯣꯏꯁꯤꯡꯒꯤ ꯀꯃꯟ ꯑꯣꯏꯕ ꯃꯑꯣꯡ-ꯃꯇꯧ ꯑꯃꯁꯨꯡ ꯃꯑꯣꯡ-ꯃꯇꯧꯁꯤꯡ ꯈꯪꯗꯣꯛꯅꯕ ꯂꯦꯕꯦꯜ ꯇꯧꯔꯕ ꯏꯃꯦꯖ ꯗꯦꯇꯥ ꯁꯤꯖꯤꯟꯅꯗꯨꯅ ꯑꯥꯔꯇꯤꯐꯤꯁꯤꯑꯦꯜ ꯅ꯭ꯋꯨꯔꯜ ꯅꯦꯠꯋꯥꯔꯛ ꯇ꯭ꯔꯦꯟ ꯇꯧꯔꯕ ꯃꯇꯨꯡꯗ, ꯃꯗꯨꯒꯤ ꯃꯇꯨꯡꯗ ꯅꯦꯠꯋꯥꯔꯛ ꯑꯗꯨꯅ ꯑꯅꯧꯕ ꯏꯃꯦꯖꯁꯤꯡ ꯑꯗꯨ ꯇ꯭ꯔꯦꯅꯤꯡ ꯗꯦꯇꯥꯒ ꯆꯥꯡꯗꯝꯅꯗꯨꯅ ꯑꯃꯁꯨꯡ ꯈ꯭ꯋꯥꯏꯗꯒꯤ ꯌꯥꯝꯅ ꯊꯣꯛꯄ ꯃꯦꯆ ꯑꯗꯨꯗ ꯌꯨꯝꯐꯝ ꯑꯣꯏꯗꯨꯅ ꯂꯦꯕꯦꯜ ꯑꯃ ꯑꯦꯁꯥꯏꯟ ꯇꯧꯗꯨꯅ ꯀ꯭ꯂꯥꯁꯤꯐꯥꯏ ꯇꯧꯕ ꯌꯥꯏ꯫ ꯇꯦꯛꯅꯣꯂꯣꯖꯤ ꯑꯁꯤꯒꯤ ꯄ꯭ꯔꯦꯛꯇꯤꯀꯦꯜ ꯑꯦꯄ꯭ꯂꯤꯀꯦꯁꯟ ꯀꯌꯥ ꯂꯩ, ꯃꯗꯨꯒꯤ ꯃꯅꯨꯡꯗ ꯐꯦꯁꯤꯑꯦꯜ ꯔꯤꯀꯣꯒꯅꯤꯁꯟ, ꯑꯣꯕꯖꯦꯛꯇ ꯗꯤꯇꯦꯛꯇꯦꯁꯟ, ꯑꯃꯁꯨꯡ ꯃꯦꯗꯤꯀꯦꯜ ꯗꯥꯏꯒ꯭ꯅꯣꯁꯤꯁꯀꯤꯗꯃꯛꯇꯥ ꯏꯃꯦꯖ ꯀ꯭ꯂꯥꯁꯤꯐꯤꯀꯦꯁꯟ ꯌꯥꯎꯔꯤ꯫ ꯑꯥꯔꯇꯤꯐꯤꯁꯤꯑꯦꯜ ꯅ꯭ꯌꯨꯔꯜ ꯅꯦꯇꯋꯥꯔꯛ ꯇꯦꯛꯅꯣꯂꯣꯖꯤꯗ ꯑꯍꯣꯡꯕ ꯄꯨꯔꯛꯄ ꯑꯃꯁꯨꯡ ꯁꯛꯇꯤ ꯂꯩꯕ ꯀꯝꯄ꯭ꯌꯨꯇꯤꯡ ꯔꯤꯁꯣꯔꯁꯁꯤꯡ ꯍꯦꯟꯒꯠꯂꯛꯄꯅ ꯏꯃꯦꯖ ꯔꯤꯀꯣꯒꯅꯤꯁꯟꯗ ꯊꯥꯖꯕ ꯌꯥꯗꯕ ꯑꯆꯨꯝꯕ ꯑꯃꯥ ꯐꯪꯍꯟꯕ ꯉꯝꯍꯜꯂꯦ, ꯑꯃꯁꯨꯡ ꯃꯁꯤꯒꯤ ꯃꯍꯩ ꯑꯣꯏꯅ ꯂꯝ ꯑꯁꯤ ꯔꯤꯁꯔꯆ ꯑꯃꯁꯨꯡ ꯗꯤꯕꯦꯂꯞꯃꯦꯟꯠꯀꯤ ꯃꯤꯠꯌꯦꯡ ꯑꯃ ꯑꯣꯏꯗꯨꯅ ꯂꯩꯔꯤ꯫ ꯂꯣꯁ-ꯑꯦꯚꯥꯔꯁꯟ ꯁꯇ꯭ꯔꯦꯇꯦꯖꯤ ꯑꯃꯒꯤ ꯈꯨꯗꯝ ꯑꯃ ꯑꯩꯉꯣꯟꯗ ꯄꯤꯕꯤꯌꯨ꯫ ꯂꯣꯁ-ꯑꯦꯚꯔꯁꯟ ꯁ꯭ꯠꯔꯥꯇꯦꯖꯤ ꯍꯥꯏꯕꯁꯤ ꯒꯦꯏꯟ ꯊꯤꯕꯒꯤ ꯃꯍꯨꯠꯇ ꯄꯣꯇꯦꯟꯁꯤꯑꯦꯜ ꯂꯣꯁꯁꯤꯡ ꯍꯟꯊꯍꯟꯅꯕ ꯁꯤꯖꯤꯟꯅꯕ ꯇꯥꯛꯄꯤ-ꯇꯝꯕꯤꯕ ꯑꯃꯅꯤ꯫ ꯁ꯭ꯠꯔꯦꯇꯦꯖꯤ ꯑꯁꯤꯒꯤ ꯈꯨꯗꯝ ꯑꯃꯗꯤ ꯅꯍꯥꯛꯀꯤ ꯏꯟꯚꯦꯁ꯭ꯇꯃꯦꯟꯠ ꯄꯣꯔꯠꯐꯣꯂꯤꯑꯣꯗꯥ ꯃꯈꯜ ꯀꯌꯥ ꯊꯣꯛꯍꯟꯕꯅꯤ꯫ ꯃꯁꯤꯡ ꯌꯥꯝꯂꯕ ꯑꯦꯁꯦꯠꯁꯤꯡꯗ ꯅꯍꯥꯛꯀꯤ ꯏꯟꯚꯦꯁ꯭ꯇꯃꯦꯟꯠꯁꯤꯡ ꯁꯟꯗꯣꯛꯇꯨꯅ, ꯏꯟꯚꯦꯁ꯭ꯇꯃꯦꯟꯠ ꯑꯃꯅꯥ ꯐꯖꯅ ꯄꯥꯡꯊꯣꯛꯇ꯭ꯔꯕꯗꯤ ꯁꯦꯜ ꯌꯥꯝꯅ ꯃꯥꯡꯈꯤꯕꯒꯤ ꯔꯤꯛꯁ ꯍꯟꯊꯍꯜꯂꯤ꯫ ꯅꯍꯥꯛꯀꯤ ꯁꯦꯟꯐꯝ ꯄꯨꯝꯅꯃꯛ ꯁ꯭ꯇꯣꯛ ꯑꯃꯗ ꯊꯝꯕꯒꯤ ꯃꯍꯨꯠꯇ, ꯅꯍꯥꯛꯅ ꯁ꯭ꯇꯣꯛ ꯀꯌꯥ, ꯕꯣꯟꯗꯁꯤꯡ ꯑꯃꯁꯨꯡ ꯃ꯭ꯌꯨꯆꯨꯑꯦꯜ ꯐꯟꯗ ꯀꯌꯥꯗ ꯁꯦꯜ ꯊꯥꯗꯅꯕ ꯋꯥꯔꯦꯞ ꯂꯧꯕ ꯌꯥꯏ꯫ ꯃꯁꯤꯒꯤ ꯃꯑꯣꯡ ꯑꯁꯤꯅ ꯅꯍꯥꯛꯅꯥ ꯅꯍꯥꯛꯀꯤ ꯁꯦꯟꯐꯝ ꯄꯨꯝꯅꯃꯛ ꯑꯃꯨꯛ ꯍꯟꯅ ꯃꯥꯡꯈꯤꯕꯒꯤ ꯈꯨꯗꯣꯡꯊꯤꯕ ꯍꯟꯊꯍꯜꯂꯤ ꯃꯔꯝꯗꯤ ꯑꯦꯁꯦꯠ ꯈꯔꯗꯒꯤ ꯐꯪꯂꯛꯄ ꯀꯥꯟꯅꯕꯁꯤꯡꯅ ꯑꯇꯣꯞꯄꯁꯤꯡꯗꯒꯤ ꯃꯥꯡꯈꯤꯕ ꯑꯗꯨ ꯍꯟꯊꯍꯟꯕ ꯌꯥꯏ꯫ ꯂꯣꯁ-ꯑꯦꯚꯥꯔꯁꯟ ꯁ꯭ꯠꯔꯦꯇꯦꯖꯤꯒꯤ ꯑꯇꯣꯞꯄ ꯈꯨꯗꯝ ꯑꯃꯗꯤ ꯏꯁꯇꯣꯞ-ꯂꯣꯁ ꯑꯣꯔꯗꯔ ꯁꯤꯖꯤꯟꯅꯕꯅꯤ, ꯃꯐꯝ ꯑꯗꯨꯗ ꯏꯟꯚꯦꯁꯇꯔ ꯑꯃꯅ ꯑꯦꯁꯦꯠ ꯑꯃꯒꯤ ꯚꯦꯜꯌꯨ ꯑꯁꯤ ꯑꯀꯛꯅꯕ ꯊꯥꯛ ꯑꯃꯗꯥ ꯍꯟꯊꯔꯛꯄ ꯃꯇꯝꯗ ꯌꯣꯟꯕ ꯌꯥꯅꯕ ꯃꯃꯥꯡꯗ ꯂꯦꯞꯊꯣꯛꯈ꯭ꯔꯕ ꯄꯣꯏꯟꯇ ꯑꯃ ꯁꯦꯠ ꯇꯧꯏ, ꯃꯁꯤꯅ ꯂꯣꯁ ꯈ꯭ꯋꯥꯏꯗꯒꯤ ꯅꯦꯝꯕ ꯑꯣꯏꯍꯜꯂꯤ꯫